ꯅꯍꯥ ꯑꯣꯏꯔꯤꯕ ꯕꯥꯁ꯭ꯀꯦꯠꯕꯣꯜ ꯁꯥꯟꯅꯔꯣꯏꯁꯤꯡꯕꯨ ꯀꯔꯝꯅ ꯀꯣꯆ ꯇꯧꯒꯗꯒꯦ ꯍꯥꯏꯕꯒꯤ ꯃꯇꯥꯡꯗ ꯑꯥꯔꯇꯤꯀꯜ ꯑꯃꯒꯤꯗꯃꯛ ꯌꯥꯝꯅ ꯅꯨꯡꯉꯥꯏꯕ ꯑꯣꯄꯅꯤꯡ ꯄꯦꯔꯥꯒ꯭ꯔꯥꯝ ꯑꯃ ꯏꯕꯤꯌꯨ꯫ ꯅꯍ ꯑꯣꯏꯔꯤꯕ ꯕꯥꯁ꯭ꯀꯦꯠꯕꯣꯜ ꯀꯣꯆꯤꯡ ꯑꯁꯤ ꯀꯣꯆ ꯑꯃꯁꯨꯡ ꯅꯍꯥ ꯑꯣꯏꯔꯤꯕ ꯁꯥꯟꯅꯔꯣꯏ ꯑꯅꯤꯃꯛꯀꯤ ꯑꯣꯏꯅ ꯈ꯭ꯋꯥꯏꯗꯒꯤ ꯃꯅꯥ ꯄꯤꯕ ꯑꯦꯛꯁꯄꯔꯤꯌꯦꯟꯁ ꯑꯃ ꯑꯣꯏꯕ ꯌꯥꯏ꯫ ꯃꯈꯣꯏꯗ ꯒꯦꯝ ꯑꯁꯤꯒꯤ ꯐꯟꯗꯥꯃꯦꯟꯇꯦꯜꯁꯤꯡ ꯇꯝꯕꯤꯕꯒꯤ ꯈꯨꯗꯣꯡꯆꯥꯕ ꯈꯛꯇ ꯅꯠꯇꯅ ꯇꯤꯝꯋꯥꯔꯛ, ꯗꯤꯁꯤꯄ꯭ꯂꯤꯟ, ꯑꯃꯁꯨꯡ ꯂꯦꯞꯄ ꯂꯩꯇꯅ ꯍꯣꯠꯅꯕ ꯑꯁꯤꯒꯨꯝꯕ ꯄꯨꯟꯁꯤ ꯆꯨꯞꯄ ꯚꯦꯂ꯭ꯌꯨꯁꯤꯡ ꯄꯤꯕꯒꯤ ꯈꯨꯗꯣꯡꯆꯥꯕꯁꯨ ꯐꯪꯂꯤ꯫ ꯑꯗꯣꯝꯅ ꯍꯧꯖꯤꯛ ꯍꯧꯖꯤꯛꯃꯛ ꯍꯧꯔꯛꯄ ꯑꯣꯏꯔꯕꯁꯨ ꯅꯠꯇ꯭ꯔꯒ ꯆꯍꯤ ꯀꯌꯥꯗꯒꯤ ꯀꯣꯆ ꯑꯣꯏꯔꯛꯂꯕꯁꯨ, ꯍꯌꯦꯡꯒꯤ ꯁ꯭ꯇꯥꯔꯁꯤꯡꯕꯨ ꯇ꯭ꯔꯦꯅꯤꯡ ꯄꯤꯕꯒꯤ ꯃꯇꯥꯡꯗꯥ ꯃꯇꯝ ꯄꯨꯝꯅꯃꯛꯇ ꯑꯅꯧꯕ ꯋꯥꯐꯝ ꯑꯃ ꯂꯩꯔꯤ꯫ ꯑꯥꯔꯇꯤꯀꯜ ꯑꯁꯤꯗꯥ ꯑꯩꯈꯣꯏꯅ ꯅꯍ ꯑꯣꯏꯔꯤꯕ ꯕꯥꯁ꯭ꯀꯦꯠꯕꯣꯜ ꯁꯥꯟꯅꯔꯣꯏꯁꯤꯡꯕꯨ ꯏꯐꯦꯛꯇꯤꯕ ꯑꯣꯏꯅ ꯀꯣꯆ ꯇꯧꯅꯕ ꯇꯤꯞꯁ ꯑꯃꯁꯨꯡ ꯇꯦꯛꯅꯤꯛ ꯈꯔ ꯊꯤꯖꯤꯟꯒꯅꯤ, ꯃꯈꯣꯏꯅ ꯀꯣꯔꯠꯇꯥ ꯑꯃꯁꯨꯡ ꯀꯣꯔꯇꯀꯤ ꯃꯄꯥꯟꯗ ꯃꯈꯣꯏꯒꯤ ꯃꯄꯨꯡ ꯐꯥꯕ ꯄꯣꯇꯦꯟꯁꯤꯌꯦꯜ ꯑꯗꯨ ꯌꯧꯍꯟꯕꯗ ꯃꯇꯦꯡ ꯄꯥꯡꯒꯅꯤ꯫ ꯖꯦꯅꯦꯔꯦꯇꯤꯕ ꯄ꯭ꯔꯤ ꯇ꯭ꯔꯦꯟ ꯇ꯭ꯔꯥꯟꯁꯐꯣꯔꯃꯔ ꯒꯤ ꯂꯣꯜꯒꯤ ꯃꯣꯗꯦꯜ ꯑꯃ ꯇꯦꯛꯁ ꯖꯦꯅꯦꯔꯦꯠ ꯇꯧꯕꯗ ꯀꯔꯝꯅ ꯁꯤꯖꯤꯟꯅꯕ ꯌꯥꯕꯒꯦ ꯍꯥꯏꯕꯗꯨ ꯐꯣꯡꯗꯣꯛꯄꯤꯌꯨ꯫ ꯖꯦꯅꯦꯔꯦꯇꯤꯕ ꯄ꯭ꯔꯤ ꯇ꯭ꯔꯦꯟ ꯇꯧꯔꯕ ꯇ꯭ꯔꯥꯟꯁꯐꯣꯔꯃꯔ ꯂꯣꯜ ꯃꯣꯗꯦꯜ ꯑꯁꯤ ꯇꯦꯛꯁ ꯁꯦꯝꯕꯗ ꯁꯤꯖꯤꯟꯅꯕ ꯌꯥꯕ ꯑꯍꯣꯡꯕ ꯃꯈꯜꯒꯤ ꯃꯦꯁꯤꯟ ꯂꯔꯅꯤꯡ ꯑꯦꯜꯒꯣꯔꯤꯊꯝ ꯑꯃꯅꯤ꯫ ꯃꯁꯤꯅ ꯇꯦꯛꯁ ꯗꯦꯇꯥꯒꯤ ꯑꯆꯧꯕ ꯃꯁꯤꯡ ꯑꯃ ꯑꯦꯅꯥꯂꯥꯏꯖ ꯇꯧꯗꯨꯅ ꯑꯃꯁꯨꯡ ꯋꯥꯍꯩ ꯑꯃꯁꯨꯡ ꯁꯦꯟꯁꯟꯒꯤ ꯃꯔꯛꯇ ꯂꯩꯔꯤꯕ ꯃꯑꯣꯡ ꯃꯇꯧ, ꯁꯇ꯭ꯔꯛꯆꯔ ꯑꯃꯁꯨꯡ ꯃꯔꯤꯁꯤꯡ ꯈꯪꯗꯣꯛꯇꯨꯅ ꯇꯧꯏ꯫ ꯃꯍꯧꯁꯥꯒꯤ ꯂꯣꯜꯒꯤ ꯁꯇ꯭ꯔꯛꯆꯔꯒꯤ ꯃꯇꯥꯡꯗ ꯂꯧꯁꯤꯡ ꯑꯁꯤꯅ ꯃꯣꯗꯦꯜ ꯑꯁꯤꯕꯨ ꯃꯔꯤ ꯂꯩꯅꯕ ꯑꯃꯁꯨꯡ ꯀꯟꯇꯦꯛꯁꯇ ꯆꯨꯅꯕ ꯇꯦꯛꯁ ꯑꯃ ꯁꯦꯝꯒꯠꯄꯥ ꯉꯝꯍꯜꯂꯤ꯫ ꯂꯣꯜ ꯃꯣꯗꯦꯜ ꯑꯃ ꯁꯤꯖꯤꯟꯅꯗꯨꯅ ꯇꯦꯛꯁ ꯖꯦꯅꯦꯔꯦꯠ ꯇꯧꯅꯕꯒꯤꯗꯃꯛ, ꯅꯍꯥꯛꯅ ꯃꯣꯗꯦꯜ ꯑꯗꯨꯗ ꯄ꯭ꯔꯣꯝꯇ ꯑꯃ ꯅꯠꯇꯔꯒ ꯁꯤꯗ ꯇꯦꯛꯁ ꯑꯃ ꯄꯤ꯫ ꯃꯁꯤꯒꯤ ꯄ꯭ꯔꯣꯝꯇ ꯑꯁꯤꯅ ꯃꯣꯗꯦꯜ ꯑꯗꯨꯅ ꯇꯦꯛꯁꯠ ꯖꯦꯅꯦꯔꯦꯠ ꯇꯧꯅꯕꯒꯤ ꯍꯧꯔꯛꯐꯝ ꯑꯣꯏꯅ ꯊꯕꯛ ꯇꯧꯏ꯫ ꯃꯗꯨꯒꯤ ꯃꯇꯨꯡꯗ ꯃꯣꯗꯦꯜ ꯑꯗꯨꯅ ꯄ꯭ꯔꯣꯝꯇ ꯑꯗꯨ ꯁꯤꯖꯤꯟꯅꯗꯨꯅ ꯄ꯭ꯔꯣꯝꯇ ꯑꯗꯨꯒꯤ ꯀꯟꯇꯦꯛꯁ ꯑꯗꯨꯒ ꯃꯔꯤ ꯂꯩꯅꯕ ꯇꯦꯛꯁꯠ ꯑꯗꯨ ꯁꯦꯝꯃꯤ꯫ ꯃꯁꯤꯅ ꯇ꯭ꯔꯦꯅꯤꯡ ꯗꯦꯇꯥꯗꯒꯤ ꯇꯝꯈꯤꯕ ꯄ꯭ꯔꯣꯕꯤꯕꯤꯂꯤꯇꯤꯁꯤꯡꯗ ꯌꯨꯝꯐꯝ ꯑꯣꯏꯔꯒ ꯈ꯭ꯋꯥꯏꯗꯒꯤ ꯌꯥꯝꯅ ꯊꯥꯖꯕ ꯌꯥꯕ ꯃꯊꯪꯒꯤ ꯋꯥꯍꯩ ꯈꯟꯗꯨꯅ ꯇꯧꯏ꯫ ꯑꯗꯨꯒꯤ ꯃꯇꯨꯡꯗ ꯃꯣꯗꯦꯜ ꯑꯁꯤꯅ ꯇꯦꯛꯁ ꯑꯃ ꯁꯦꯝꯃꯤ, ꯃꯇꯝ ꯑꯃꯗ ꯋꯥꯍꯩ ꯑꯃ ꯑꯣꯏꯊꯣꯛꯄ ꯌꯥꯕ ꯃꯊꯪꯒꯤ ꯋꯥꯍꯩꯁꯤꯡꯒꯤ ꯄ꯭ꯔꯣꯕꯤꯕꯤꯂꯤꯇꯤ ꯗꯤꯁꯇ꯭ꯔꯤꯕ꯭ꯌꯨꯁꯟꯗ ꯌꯨꯝꯐꯝ ꯑꯣꯏꯗꯨꯅ꯫ ꯅꯧꯅ ꯁꯦꯝꯒꯠꯄ ꯋꯥꯍꯩ ꯑꯗꯨ ꯏꯟꯄꯨꯠ ꯑꯣꯏꯅ ꯃꯣꯗꯦꯜꯗ ꯑꯃꯨꯛ ꯍꯟꯅ ꯄꯤꯗꯨꯅ ꯃꯊꯪꯒꯤ ꯋꯥꯍꯩ ꯑꯗꯨ ꯁꯦꯝꯒꯠꯅꯕ ꯁꯤꯖꯤꯟꯅꯔꯛꯄꯗꯒꯤ ꯊꯧꯑꯣꯡ ꯑꯁꯤ ꯍꯟꯖꯤꯟ ꯍꯟꯖꯤꯟ ꯇꯧꯏ, ꯃꯁꯤꯅ ꯋꯥꯍꯩ ꯃꯁꯤꯡ ꯂꯦꯞꯊꯣꯛꯂꯕ ꯑꯁꯤꯒꯨꯝꯕ ꯊꯣꯡ ꯂꯣꯟꯕꯒꯤ ꯀ꯭ꯔꯥꯏꯇꯦꯔꯤꯌꯥ ꯑꯃ ꯌꯧꯗ꯭ꯔꯤꯐꯥꯎꯕꯥ ꯃꯈꯥ ꯆꯠꯊꯔꯤ꯫ ꯖꯦꯅꯦꯔꯦꯠ ꯇꯧꯔꯕ ꯇꯦꯛꯁꯀꯤ ꯃꯒꯨꯟ ꯑꯁꯤ ꯃꯣꯗꯦꯜ ꯑꯁꯤꯅ ꯎꯈꯤꯕ ꯇ꯭ꯔꯦꯅꯤꯡ ꯗꯦꯇꯥꯒꯤ ꯃꯒꯨꯟ, ꯃꯣꯗꯦꯜ ꯑꯁꯤ ꯀꯌꯥ ꯌꯥꯝꯅ ꯐꯖꯅ ꯁꯦꯝꯗꯣꯛꯈꯤꯕꯒꯦ ꯑꯃꯁꯨꯡ ꯄ꯭ꯔꯣꯝꯇꯀꯤ ꯃꯔꯤ ꯂꯩꯅꯕꯁꯤꯡꯒꯤ ꯃꯈꯥ ꯄꯣꯜꯂꯤ꯫